ꯇꯥꯏꯗ ꯍꯥꯏꯕꯁꯤ ꯆꯟꯗ꯭ꯔ, ꯅꯨꯃꯤꯠ ꯑꯃꯁꯨꯡ ꯄ꯭ꯔ꯭ꯤꯊꯤꯕꯤꯒꯤ ꯔꯣꯇꯦꯁꯟꯅ ꯊꯣꯛꯅꯕ ꯒ꯭ꯔꯦꯚꯤꯇꯦꯁꯅꯦꯜ ꯐꯣꯔꯁꯤꯡꯒꯤ ꯑꯄꯨꯟꯕ ꯏꯐꯦꯛꯁꯤꯡꯅ ꯊꯣꯛꯅꯕ ꯁꯃꯨꯗ꯭ꯔꯒꯤ ꯂꯦꯚꯦꯜ ꯋꯥꯡꯈꯠꯂꯛꯄ ꯑꯃꯁꯨꯡ ꯍꯟꯊꯔꯛꯄꯅꯤ꯫ ꯍꯥꯏꯔꯤꯕ ꯐꯣꯔꯁꯤꯡ ꯑꯁꯤꯅ ꯁꯃꯨꯗ꯭ꯔꯁꯤꯡ ꯑꯁꯤ ꯆꯟꯗ꯭ꯔ ꯑꯃꯁꯨꯡ ꯅꯨꯃꯤꯠ ꯑꯅꯤꯃꯛꯇ ꯆꯦꯟꯊꯔꯛꯏ, ꯑꯃꯁꯨꯡ ꯁꯦꯂꯦꯁ꯭ꯇꯤꯑꯦꯜ ꯕꯣꯗꯤꯁꯤꯡ ꯑꯁꯤꯗꯒꯤ ꯂꯥꯞꯅ ꯂꯩꯕ ꯃꯐꯝꯁꯤꯡꯗ ꯍꯟꯊꯍꯜꯂꯤ꯫ ꯇꯥꯏꯗꯜ ꯁꯥꯏꯀꯜ ꯑꯃꯅ ꯆꯥꯎꯔꯥꯛꯅ ꯄꯨꯡ ꯇꯔꯥ ꯅꯤꯊꯣꯏꯒ꯬ ꯃꯉꯥ ꯔꯣꯝ ꯆꯪꯏ ꯑꯃꯁꯨꯡ ꯃꯁꯤ ꯄ꯭ꯔ꯭ꯤꯊꯤꯕꯤꯒꯤ ꯔꯣꯇꯦꯁꯟꯅꯦꯜ ꯊꯣꯛꯅꯕꯅꯤ, ꯃꯁꯤꯅ ꯃꯄꯨꯡꯐꯥꯕ ꯇꯔꯟ ꯑꯃ ꯂꯣꯏꯁꯤꯟꯕꯗ ꯃꯇꯝ ꯑꯗꯨꯃꯛ ꯆꯪꯏ꯫ ꯆꯟꯗ꯭ꯔꯒꯤ ꯒ꯭ꯔꯦꯚꯤꯇꯦꯁꯅꯦꯜ ꯑꯦꯠꯔꯦꯛꯁꯟꯅ ꯃꯔꯝ ꯑꯣꯏꯗꯨꯅ ꯄ꯭ꯔ꯭ꯤꯊꯤꯕꯤꯒꯤ ꯃꯊꯛꯇ ꯂꯩꯔꯤꯕ ꯏꯁꯤꯡ ꯑꯁꯤ ꯆꯟꯗ꯭ꯔꯒꯤ ꯃꯥꯏꯀꯩꯗ ꯆꯦꯜꯂꯤ꯫ ꯃꯁꯤꯅ ꯆꯟꯗ꯭ꯔꯒꯤ ꯈ꯭ꯋꯥꯏꯗꯒꯤ ꯅꯛꯄ ꯃꯐꯝꯗ ꯍꯥꯏ ꯇꯥꯏꯗ ꯑꯃꯁꯨꯡ ꯈ꯭ꯋꯥꯏꯗꯒꯤ ꯅꯛꯄ ꯄꯣꯏꯟꯠꯇ ꯂꯣ ꯇꯥꯏꯗ ꯊꯣꯛꯈꯜꯂꯤ꯫ ꯃꯇꯝ ꯑꯗꯨꯃꯛꯇꯗ ꯄ꯭ꯔ꯭ꯤꯊꯤꯕꯤꯒꯤ ꯔꯣꯇꯦꯁꯟꯅ ꯆꯟꯗ꯭ꯔꯗꯒꯤ ꯈ꯭ꯋꯥꯏꯗꯒꯤ ꯂꯥꯞꯅ ꯂꯩꯕ ꯃꯐꯝꯗ ꯂꯩꯕ ꯏꯁꯤꯡ ꯑꯗꯨꯁꯨ ꯃꯄꯥꯟꯗ ꯆꯦꯟꯊꯈꯤꯗꯨꯅ ꯑꯇꯣꯞꯄ ꯍꯥꯏ ꯇꯥꯏꯗ ꯑꯃꯥ ꯊꯣꯈꯜꯂꯤ꯫ ꯅꯨꯃꯤꯠ ꯑꯁꯤꯅ ꯄ꯭ꯔ꯭ꯤꯊꯤꯕꯤꯗꯒꯤ ꯍꯦꯟꯅ ꯂꯥꯞꯅ ꯂꯩꯕꯅ ꯃꯔꯝ ꯑꯣꯏꯗꯨꯅ ꯃꯁꯤꯒꯤ ꯏꯐꯦꯛꯇ ꯑꯁꯤ ꯆꯟꯗ꯭ꯔꯗꯒꯤ ꯍꯦꯟꯅ ꯅꯦꯝꯂꯕꯁꯨ ꯇꯩꯅꯕꯁꯤꯡꯗꯁꯨ ꯏꯐꯦꯛꯇ ꯇꯧꯏ꯫ ꯅꯨꯃꯤꯠ ꯑꯃꯁꯨꯡ ꯆꯟꯗ꯭ꯔꯅ ꯑꯦꯂꯥꯏꯟꯃꯦꯟꯇ ꯇꯧꯕ ꯃꯇꯝꯗ (ꯑꯔꯕꯥꯟ, ꯃꯄꯨꯡ ꯐꯥꯕ ꯊꯥ ꯅꯠꯠꯔꯒ ꯑꯅꯧꯕ ꯊꯥꯒꯤ ꯃꯇꯝꯗ) ꯃꯈꯣꯏꯒꯤ ꯒ꯭ꯔꯦꯚꯤꯇꯦꯁꯅꯦꯜ ꯐꯣꯔꯁꯤꯡ ꯑꯁꯤ ꯄꯨꯟꯅ ꯆꯠꯃꯤꯟꯅꯗꯨꯅ ꯍꯦꯟꯅ ꯆꯥꯎꯕ ꯇꯥꯏꯗꯜ ꯔꯦꯟꯖ ꯅꯠꯇꯔꯒ ꯁ꯭ꯞꯔꯤꯡ ꯇꯥꯏꯗ ꯑꯃꯥ ꯊꯣꯈꯜꯂꯤ꯫ ꯃꯁꯤꯒꯤ ꯑꯣꯟꯅ-ꯇꯩꯅꯕꯗ, ꯅꯨꯃꯤꯠ ꯑꯃꯁꯨꯡ ꯆꯟꯗ꯭ꯔꯅ ꯑꯃꯒ ꯑꯃꯒ ꯔꯥꯏꯠ ꯑꯦꯉ꯭ꯒꯂꯗꯥ ꯂꯩꯕꯥ ꯃꯇꯝꯗ (ꯑꯔꯕꯥꯟ ꯅꯠꯇꯔꯒ ꯑꯍꯨꯃꯁꯨꯕ ꯀ꯭ꯕꯥꯔꯇꯔꯗꯥ) ꯃꯈꯣꯏꯒꯤ ꯒ꯭ꯔꯦꯚꯤꯇꯦꯁꯅꯦꯜ ꯐꯣꯔꯁꯤꯡꯅ ꯑꯃꯒ ꯑꯃꯒ ꯁꯔꯨꯛ ꯈꯔꯗꯤ ꯀꯦꯟꯁꯦꯜ ꯇꯧꯏ, ꯃꯗꯨꯅ ꯃꯔꯝ ꯑꯣꯏꯗꯨꯅ ꯂꯣ ꯇꯥꯏꯗꯜ ꯔꯦꯟꯖ ꯂꯩꯕ ꯅꯤꯞ ꯇꯥꯏꯗꯁꯤꯡ ꯊꯣꯈꯜꯂꯤ꯫ ꯃꯁꯤ ꯌꯥꯝꯅꯥ ꯃꯔꯨꯑꯣꯏꯅ ꯈꯡꯖꯤꯟꯕ ꯌꯥꯏ ꯃꯗꯨꯗꯤ ꯂꯩꯏꯕꯁꯤꯡ ꯑꯁꯤ ꯅꯨꯃꯤꯠ ꯑꯃꯁꯨꯡ ꯆꯟꯗ꯭ꯔ ꯈꯛꯇꯅ ꯁꯣꯈꯅꯕꯇ ꯅꯠꯇꯅ ꯁꯃꯨꯗ꯭ꯔ ꯈꯣꯡꯕꯥꯂꯒꯤ ꯃꯑꯣꯡ ꯃꯇꯧ, ꯁꯃꯨꯗ꯭ꯔꯒꯤ ꯈꯣꯡꯕꯥꯜꯒꯤ ꯇꯣꯄꯣꯒ꯭ꯔꯥꯐꯤ, ꯃꯐꯝ ꯑꯗꯨꯒꯤ ꯏꯁꯤꯡꯒꯤ ꯑꯋꯥꯡꯕ, ꯑꯃꯁꯨꯡ ꯅꯣꯡꯖꯨꯒꯤ ꯐꯤꯕꯝꯁꯤꯡꯅ ꯁꯣꯈꯜꯂꯤ꯫ ꯃꯁꯤꯅ ꯇꯥꯜꯄꯗꯤ ꯇꯥꯏꯗꯁꯤꯡꯒꯤ ꯑꯋꯥꯡꯕ ꯑꯃꯁꯨꯡ ꯇꯥꯏꯗꯜ ꯁꯥꯏꯀꯜꯒꯤ ꯃꯇꯝ ꯑꯁꯤ ꯃꯐꯝ ꯑꯃꯗꯒꯤ ꯑꯃꯗ ꯈꯦꯠꯅꯕ ꯌꯥꯏ꯫ ꯈꯪꯖꯤꯟꯒꯗꯕ ꯑꯃꯅ, ꯇꯥꯏꯗ ꯍꯥꯏꯕꯁꯤ ꯅꯨꯃꯤꯠ ꯑꯃꯁꯨꯡ ꯊꯥꯒꯤ ꯒ꯭ꯔꯦꯚꯤꯇꯦꯁꯅꯦꯜ ꯏꯅꯐ꯭ꯂꯨꯑꯦꯟꯖꯥꯅ ꯃꯔꯝ ꯑꯣꯏꯗꯨꯅ ꯁꯃꯨꯗ꯭ꯔꯒꯤ ꯂꯦꯚꯦꯜ ꯋꯥꯡꯈꯠꯂꯀꯄ ꯑꯃꯁꯨꯡ ꯍꯟꯊꯔꯀꯄ, ꯑꯃꯁꯨꯡ ꯄ꯭ꯔ꯭ꯏꯊꯤꯕꯤꯒꯤ ꯔꯣꯇꯦꯁꯟꯅꯤ꯫ ꯇꯨꯔꯦꯜꯁꯤꯡꯅ ꯁꯃꯨꯗ꯭ꯔ ꯑꯃꯁꯨꯡ ꯁꯃꯨꯗ꯭ꯔ ꯈꯣꯡꯕꯥꯜꯒꯤ ꯏꯀꯣꯁꯤꯁ꯭ꯇꯦꯝꯁꯤꯡ, ꯅꯦꯚꯤꯒꯦꯁꯟ ꯁꯤꯁ꯭ꯇꯦꯃꯁꯤꯡ, ꯏꯅꯔꯖꯤ ꯖꯦꯅꯦꯔꯦꯁꯟ ꯑꯃꯁꯨꯡ ꯑꯇꯣꯞꯄ ꯃꯐꯝ ꯀꯌꯥꯗ ꯁꯥꯐꯨ ꯄꯤꯔꯤ꯫ ꯁꯦꯟꯁꯟ ꯈꯨꯗꯤꯡꯃꯛ ꯁꯥꯟꯅꯄꯣꯠ, ꯐꯦꯁꯟ, ꯇꯦꯛꯅꯣꯂꯣꯖꯤ ꯅꯠꯇꯔꯒ ꯕꯤꯖꯤꯅꯦꯁꯀꯤ ꯀꯦꯇꯦꯒꯣꯔꯤ ꯑꯃꯗ ꯑꯦꯁꯥꯏꯟ ꯇꯧ꯫ ꯋꯥꯍꯩ ꯄꯔꯦꯡꯁꯤꯡ: -ꯑꯅꯧꯕ ꯑꯥꯏꯐꯣꯟ ꯑꯁꯤ ꯎꯕ ꯐꯪꯖꯕ ꯉꯝꯗꯦ꯫ -ꯑꯩꯒꯤ ꯑꯍꯥꯟꯕ ꯇꯦꯅꯤꯁ ꯇꯨꯔꯅꯥꯃꯦꯟꯠ ꯆꯠꯀꯅꯤ꯫ -ꯏꯟꯚꯦꯁ꯭ꯇꯔꯁꯤꯡꯅ ꯔꯤꯇꯔꯉꯤꯗꯃꯛ ꯁ꯭ꯇꯣꯛ ꯃꯥꯔꯀꯦꯠꯇ ꯌꯦꯡꯂꯤ꯫ -ꯈ꯭ꯋꯥꯏꯗꯒꯤ ꯅꯧꯕ ꯐꯦꯁꯅꯤ ꯇ꯭ꯔꯦꯟꯗꯁꯤꯡ ꯑꯁꯤ ꯃꯌꯦꯛ ꯁꯦꯡꯏ ꯑꯃꯁꯨꯡ ꯊꯧꯅꯥ ꯂꯩ꯫ ꯇꯦꯛꯅꯣꯂꯣꯖꯤ: ꯑꯅꯧꯕ ꯑꯥꯏꯐꯣꯟ ꯑꯁꯤ ꯎꯕ ꯐꯪꯕꯗ ꯉꯥꯏꯕ ꯉꯝꯗꯦ꯫ ꯁꯥꯟꯅ-ꯈꯣꯠꯅꯕ: ꯑꯩꯒꯤ ꯑꯍꯥꯟꯕ ꯇꯦꯅꯤꯁ ꯇꯨꯔꯅꯥꯃꯦꯟꯇ ꯆꯠꯀꯅꯤ꯫ ꯕꯤꯖꯤꯅꯦꯁ: ꯏꯅꯚꯦꯁ꯭ꯇꯔꯁꯤꯡꯅ ꯔꯤꯇꯔꯉꯤꯗꯃꯛ ꯁ꯭ꯇꯣꯛ ꯃꯥꯔꯀꯦꯠꯇ ꯌꯦꯡꯂꯤ꯫ ꯐꯦꯁꯟ: ꯈ꯭ꯋꯥꯏꯗꯒꯤ ꯅꯧꯕ ꯐꯦꯁꯉꯤ ꯇ꯭ꯔꯦꯟꯗꯁꯤꯡ ꯑꯁꯤ ꯃꯌꯦꯛ ꯁꯦꯡꯕ ꯑꯃꯁꯨꯡ ꯊꯧꯅꯥ ꯂꯩꯕ ꯑꯣꯏ꯫